ꯗꯦꯇꯥ ꯑꯁꯤ ꯏꯟꯇꯔꯁꯦꯞ ꯇꯧꯕ ꯄꯥꯝꯕ ꯃꯤꯑꯣꯏ ꯑꯃꯅ ꯎꯕꯥ ꯐꯪꯒꯅꯤ꯫ ꯗꯦꯇꯥ ꯑꯁꯤꯒꯤ ꯃꯅꯨꯡꯗ ꯄꯥꯁꯋꯥꯔꯗ ꯅꯠꯇꯔꯒ ꯀ꯭ꯔꯦꯗꯤꯠ ꯀꯥꯔꯗ ꯅꯝꯕꯔꯒꯨꯝꯕ ꯁꯦꯟꯁꯤꯇꯤꯚ ꯏꯟꯐꯣꯔꯃꯦꯁꯟ ꯌꯥꯎꯕ ꯌꯥꯏ꯫ ꯑꯃꯔꯣꯝꯗ, ꯑꯁꯤ ꯊꯥꯔꯛꯄ ꯑꯃꯁꯨꯡ ꯔꯤꯁꯤꯚꯔꯒꯤ ꯃꯔꯛꯇ ꯇ꯭ꯔꯥꯟꯁꯃꯤꯠ ꯇꯧꯕ ꯗꯦꯇꯥ ꯑꯗꯨ ꯑꯦꯟꯀ꯭ꯔꯤꯞꯇ ꯇꯧꯅꯕ ꯁꯦꯀ꯭ꯌꯨꯑꯣꯔ ꯁꯣꯀꯦꯠ ꯂꯦꯌꯔ ꯅꯠꯇꯔꯒ ꯇ꯭ꯔꯥꯟꯁꯄꯣꯔꯠ ꯂꯦꯌꯔ ꯁꯦꯀ꯭ꯌꯨꯔꯤꯇꯤ ꯁꯤꯖꯤꯟꯅꯕ ꯁꯦꯀ꯭ꯌꯨꯔ ꯑꯣꯏꯕ ꯄ꯭ꯔꯣꯇꯣꯀꯣꯜ ꯑꯃꯅꯤ꯫ ꯃꯁꯤꯅ ꯊꯥ꯭ꯔꯗ ꯄꯥꯔꯇꯤꯁꯤꯡꯅ ꯗꯦꯇꯥ ꯑꯁꯤ ꯏꯟꯇꯔꯁꯦꯞ ꯇꯧꯕ ꯅꯠꯇꯔꯒ ꯗꯤꯀꯣꯗ ꯇꯧꯕꯗ ꯌꯥꯝꯅ ꯍꯦꯟꯅ ꯑꯋꯥꯕ ꯑꯣꯏꯍꯜꯂꯤ, ꯃꯁꯤꯅꯥꯡ ꯑꯅꯤꯃꯛꯀꯤ ꯃꯔꯛꯇ ꯑꯦꯛꯁꯆꯦꯟꯖ ꯇꯧꯔꯤꯕ ꯏꯟꯐꯣꯔꯃꯦꯁꯟ ꯑꯗꯨ ꯁꯦꯀ꯭ꯌꯨꯑꯣꯔ ꯑꯣꯏꯅ ꯂꯩꯍꯟꯕ ꯉꯝꯍꯜꯂꯤ꯫ ꯑꯃꯁꯨꯡ ꯃꯔꯛꯇ ꯂꯩꯕ ꯑꯇꯣꯞꯄ ꯈꯦꯠꯅꯕꯥ ꯑꯃꯗꯤ ꯃꯈꯣꯏꯅ ꯋꯦꯕ ꯁꯔꯚꯔꯒꯥ ꯄꯥꯎ ꯐꯥꯎꯗꯣꯛꯅꯕꯒꯤꯗꯃꯛ ꯁꯤꯖꯤꯟꯅꯔꯤꯕ ꯗꯤꯐꯣꯜꯇ ꯄꯣꯔꯠ ꯑꯗꯨꯅꯤ꯫ ꯈꯪꯖꯤꯟꯒꯗꯕ ꯑꯃꯅ, ꯑꯃꯁꯨꯡ ꯃꯔꯛꯇ ꯂꯩꯕ ꯃꯔꯨꯑꯣꯏꯕ ꯈꯦꯠꯅꯕꯥ ꯑꯁꯤ ꯃꯈꯣꯏꯅ ꯄꯤꯔꯤꯕ ꯁꯦꯀ꯭ꯌꯨꯔꯤꯇꯤꯒꯤ ꯊꯥꯛ ꯑꯗꯨꯗ ꯂꯩ ꯔꯤꯀꯃꯦꯟꯗ ꯇꯧꯅꯕꯥ ꯃꯈꯥꯗ ꯄꯤꯔꯤꯕ ꯗꯦꯇꯥ ꯑꯁꯤ ꯑꯦꯅꯥꯂꯥꯏꯖ ꯇꯧ꯫ ꯄꯤꯔꯤꯕ ꯗꯦꯇꯥꯗ ꯌꯨꯝꯐꯝ ꯑꯣꯏꯔꯒ ꯀꯁ꯭ꯇꯃꯔ ꯑꯗꯨꯅ ꯍꯦꯟꯅ ꯆꯥꯎꯕ ꯗꯤꯁꯄ꯭ꯂꯦ, ꯃꯦꯃꯣꯔꯤꯒꯤ ꯃꯁꯛ ꯊꯣꯛꯄ ꯆꯥꯡ, ꯁ꯭ꯇꯣꯔꯦꯖ ꯁ꯭ꯄꯦꯁ ꯌꯥꯝꯅ ꯂꯩꯕ, ꯑꯃꯁꯨꯡ ꯒ꯭ꯔꯥꯐꯤꯛꯁ ꯄꯔꯐꯣꯃꯦꯟꯁ ꯍꯦꯟꯒꯠꯍꯟꯅꯕꯥ ꯀꯠꯊꯣꯛꯂꯕꯥ ꯒ꯭ꯔꯥꯐꯤꯛꯁ ꯀꯥꯔꯗ ꯑꯃ ꯂꯩꯕ ꯂꯦꯞꯇꯣꯞ ꯑꯃ ꯃꯊꯧ ꯇꯥꯏ꯫